ꯃꯍꯥꯛꯄꯨ ꯋꯥꯌꯦꯜ ꯆꯠꯊꯈꯤ ꯑꯃꯁꯨꯡ ꯋꯥꯌꯦꯜ ꯄꯤꯈꯤ ꯂꯤꯁꯤꯡ ꯑꯅꯤ ꯃꯥꯄꯟꯗ ꯆꯍꯤ ꯑꯃꯥ ꯑꯃꯁꯨꯡ ꯊꯥ ꯑꯅꯤꯒꯤ ꯖꯦꯜꯗꯥ ꯊꯝꯈꯤ ꯃꯁꯤꯅꯥ ꯗꯤꯖꯤꯇꯦꯜ ꯌꯨꯅꯤꯚꯔꯁꯇꯥ ꯕ꯭ꯔꯥꯖꯤꯂꯗꯥ ꯖꯥꯇꯤꯒꯤ ꯈꯦꯟꯅꯕꯥ ꯊꯝꯕꯒꯤ ꯃꯇꯥꯡꯗꯥ ꯋꯥꯌꯦꯜ ꯄꯤꯈꯤꯕꯥ ꯑꯍꯥꯟꯕꯥ ꯃꯤꯑꯣꯏꯅꯤ꯫ ꯃꯊꯪꯒꯤ ꯆꯍꯤꯁꯤꯡꯗꯥ ꯃꯥꯔꯁꯦꯂꯣꯅꯥ ꯃꯍꯥꯛꯀꯤ ꯑꯣꯐꯦꯟꯁꯁꯤꯡꯒꯤ ꯑꯥꯔꯁꯦꯅꯥꯜ ꯑꯗꯨ ꯍꯦꯟꯅꯥ ꯆꯦꯠꯁꯤꯜꯍꯟꯈꯤ ꯑꯃꯁꯨꯡ ꯚꯤꯛꯇꯤꯝꯁꯤꯡꯒꯤ ꯔꯦꯟꯖ ꯑꯗꯨ ꯄꯥꯛꯊꯣꯛ ꯆꯥꯎꯊꯣꯛꯍꯟꯈꯤ꯫ ꯃꯍꯥꯛꯅꯥ ꯁꯤꯕꯒꯤ ꯆꯩꯊꯦꯡ ꯄꯤꯈꯤ ꯑꯃꯁꯨꯡ ꯇꯞꯅꯥ ꯇꯞꯅꯥ ꯃꯍꯥꯛꯀꯤ ꯄꯥꯎꯖꯦꯜꯁꯤꯡ ꯑꯗꯨ ꯋꯦꯕꯁꯥꯏꯠ ꯁꯤꯜꯚꯤꯑꯣ ꯀꯣꯏꯔꯤꯆ ꯗꯥ ꯐꯣꯀꯁ ꯇꯧꯕꯥ ꯍꯧꯈꯤ ꯃꯗꯨꯅꯥ ꯃꯔꯝ ꯑꯣꯏꯔꯒꯥ ꯃꯍꯥꯛꯄꯨ ꯐꯦꯗꯔꯦꯜ ꯄꯨꯂꯤꯁꯀꯤ ꯑꯣꯄꯔꯦꯁꯟ ꯏꯟꯇꯣꯂꯦꯟꯁꯇꯥ ꯐꯥꯈꯤ꯫ ꯃꯇꯝ ꯑꯗꯨ ꯐꯥꯎꯕꯗꯥ ꯃꯍꯥꯛꯅꯥ ꯃꯍꯥꯛꯀꯤ ꯋꯥꯈꯜꯂꯣꯟꯁꯤꯡ ꯌꯣꯛꯈꯠꯅꯕꯥ ꯁꯤꯖꯤꯟꯅꯔꯤꯕꯥ ꯒꯥꯔꯤ ꯑꯗꯨ ꯀꯌꯥ ꯌꯥꯝꯅꯥ ꯍꯣꯡꯗꯣꯛꯈꯤ ꯃꯗꯨꯅꯥ ꯇ꯭ꯔꯦꯛ ꯇꯧꯕꯗꯥ ꯑꯋꯥꯕꯥ ꯑꯣꯏꯍꯟꯈꯤ꯫ ꯃꯍꯥꯛꯅꯥ ꯍꯛꯊꯦꯡꯅꯅꯥ ꯏꯟꯇꯤꯃꯤꯗꯦꯁꯟ ꯇꯧꯕꯥ ꯍꯧꯈꯤ ꯑꯃꯁꯨꯡ ꯁꯤꯕꯒꯤ ꯆꯩꯊꯦꯡ ꯄꯤꯕꯅꯥ ꯃꯈꯣꯏꯒꯤ ꯑꯉꯥꯡꯁꯤꯡ ꯌꯥꯎꯅꯥ ꯚꯤꯛꯇꯤꯝꯁꯤꯡꯒꯤ ꯄꯔꯁꯣꯅꯦꯜ ꯂꯥꯏꯐꯀꯤ ꯃꯁꯛꯁꯤꯡ ꯄꯟꯈꯤ꯫ ꯄꯥꯔꯥꯅꯥꯗꯥ ꯆꯍꯤ ꯑꯃꯥ ꯊꯥ ꯇꯔꯨꯛ ꯊꯝꯖꯤꯜꯂꯕꯥ ꯃꯇꯨꯡꯗꯥ ꯃꯍꯥꯛꯅꯥ ꯃꯍꯥꯛꯀꯤ ꯆꯩꯔꯥꯛ ꯑꯗꯨ ꯅꯤꯡꯇꯝꯕꯥ ꯐꯪꯕꯒꯤ ꯍꯛ ꯐꯪꯈꯤ꯫ ꯃꯦꯂꯣꯅꯥ ꯑꯃꯨꯛ ꯍꯟꯅꯥ ꯀ꯭ꯔꯥꯏꯝ ꯇꯧꯈꯤ ꯃꯁꯤꯒꯤ ꯃꯇꯝ ꯑꯁꯤꯗꯥ ꯗꯣꯒꯣꯂꯥꯆꯟ ꯐꯣꯔꯝꯗꯥ ꯏꯟꯇꯔꯅꯦꯠꯇꯥ ꯀꯃꯤꯠ ꯇꯧꯈꯤ꯫ ꯃꯇꯨꯡꯗꯥ ꯃꯔꯤꯁꯨꯕꯥ ꯔꯤꯖꯟꯒꯤ ꯐꯦꯗꯔꯦꯜ ꯔꯤꯖꯅꯦꯜ ꯀꯣꯔꯠꯅꯥ ꯆꯩꯔꯥꯛ ꯑꯁꯤ ꯆꯍꯤ ꯇꯔꯥꯃꯥꯊꯣꯏꯒꯤ ꯀ꯭ꯂꯣꯖ ꯗꯤꯇꯦꯟꯁꯟꯗꯥ ꯍꯟꯊꯍꯟꯈꯤ꯫ ꯃꯍꯥꯛꯀꯤ ꯎꯀꯤꯜꯅꯥ ꯔꯦꯖꯤꯝ ꯄ꯭ꯔꯣꯒ꯭ꯔꯦꯁꯟꯒꯤꯗꯃꯛ ꯍꯕꯤꯌꯥꯁ ꯀꯣꯔꯄꯁꯇꯥ ꯍꯥꯏꯖꯈꯤ ꯃꯗꯨꯅꯥ ꯃꯍꯥꯛꯄꯨ ꯁꯦꯃꯤ ꯑꯣꯄꯟ ꯔꯦꯖꯤꯝꯒꯤꯗꯃꯛꯇꯥ ꯆꯨꯅꯕꯥ ꯄ꯭ꯔꯤꯖꯟ ꯌꯨꯅꯤꯠ ꯑꯃꯗꯥ ꯇ꯭ꯔꯥꯟꯁꯐꯔ ꯇꯧꯕꯥ ꯌꯥꯒꯅꯤ꯫ ꯀꯔꯤꯒꯨꯝꯕꯥ ꯄ꯭ꯔꯤꯂꯤꯃꯤꯅꯥꯔꯤ ꯏꯟꯖꯟꯁꯟ ꯑꯗꯨ ꯌꯥꯈꯤꯗ꯭ꯔꯕꯗꯤ ꯃꯍꯥꯛꯅꯥ ꯍꯥꯏꯖꯈꯤ ꯑꯇꯣꯞꯄꯥ ꯃꯑꯣꯡ ꯑꯃꯗꯥ ꯃꯍꯥꯛꯄꯨ ꯑꯍꯥꯟꯕꯗꯥ ꯊꯝꯈꯤꯕꯥ ꯃꯐꯝ ꯑꯗꯨꯗꯥ ꯂꯩꯕꯥ ꯀ꯭ꯌꯨꯔꯤꯇꯤꯕꯥ ꯄꯦꯅꯥꯜ ꯃꯦꯗꯤꯀꯦꯜ ꯀꯝꯄ꯭ꯂꯦꯛꯁꯇꯥ ꯄ꯭ꯔꯣꯕꯤꯖꯅꯦꯜ ꯑꯣꯏꯅꯥ ꯍꯜꯂꯛꯅꯕꯥ ꯍꯥꯏꯖꯈꯤ꯫ ꯂꯩꯕꯥꯛ ꯑꯁꯤ ꯃꯥꯂꯦꯝꯒꯤ ꯃꯅꯤꯡ ꯇꯝꯕ ꯂꯩꯕꯥꯛꯁꯤꯡꯒꯤ ꯃꯅꯨꯡꯗ ꯑꯃꯅꯤ꯫ ꯃꯥꯔ꯭ꯁ ꯑꯁꯤ ꯑꯔꯤꯕ ꯔꯣꯃꯥꯟ ꯂꯥꯢꯅꯤꯡ ꯑꯃꯗꯤ ꯔꯣꯃꯥꯟ ꯃꯤ ꯂꯥꯢ ꯇꯤꯟꯒꯤ ꯋꯥꯔꯤꯒꯤ ꯃꯔꯨ ꯑꯣꯢꯕ ꯈꯣꯌꯨꯝ ꯂꯥꯢꯌꯥꯝꯁꯤꯡꯒꯤ ꯃꯅꯨꯡꯗꯒꯤ ꯑꯃꯅꯤ꯫ ꯃꯥꯔ꯭ꯁ ꯑꯁꯤ ꯔꯣꯃꯥꯟꯒꯤ ꯂꯥꯟꯒꯤ ꯂꯥꯏ ꯑꯣꯏꯈꯤ ꯑꯃꯁꯨꯡ ꯔꯣꯃꯥꯟꯒꯤ ꯂꯥꯏꯌꯥꯝꯗ ꯖꯨꯄꯤꯇꯔꯒꯤ ꯃꯇꯨꯡꯗ ꯑꯅꯤꯁꯨꯕ ꯑꯣꯏꯈꯤ꯫ ꯃꯥꯔ꯭ꯁꯀ ꯃꯔꯤ ꯂꯩꯅꯕ ꯑꯔꯤꯕ ꯋꯥꯔꯤ ꯑꯌꯥꯝꯕꯗꯤ ꯒ꯭ꯔꯤꯛꯀꯤ ꯂꯥꯟꯒꯤ ꯂꯥꯏ ꯑꯦꯔꯦꯁꯇꯒꯤ ꯍꯧ ꯂꯧꯈꯤꯕ ꯑꯣꯏꯔꯕꯁꯨ ꯃꯥꯔ꯭ꯁꯇ ꯇꯣꯞ-ꯇꯣꯞꯄ ꯔꯣꯃꯥꯟꯒꯤ ꯃꯑꯣꯡ ꯃꯇꯧ ꯈꯔ ꯂꯩꯔꯝꯃꯤ꯫ ꯃꯥꯔ꯭ꯁ ꯑꯁꯤ ꯏꯝꯄ꯭ꯂꯨꯁꯤꯕ ꯑꯃꯁꯨꯡ ꯑꯀꯥꯏꯕ ꯄꯤꯕ ꯑꯦꯔꯦꯁꯇꯒꯤ ꯍꯦꯟꯅ ꯂꯦꯚꯦꯜ ꯍꯦꯗꯦꯗ ꯑꯣꯏꯅ ꯂꯩ ꯂꯧꯅꯩ꯫ ꯃꯥꯔ꯭ꯁ ꯑꯁꯤ ꯍꯦꯟꯅ ꯃꯥꯔꯁꯤꯌꯦꯜꯗ ꯌꯨꯝꯐꯝ ꯑꯣꯏꯕ ꯔꯣꯃꯥꯟꯁꯤꯡꯒꯤꯗꯃꯛꯇ ꯍꯦꯟꯅ ꯐꯖꯕ ꯃꯤꯁꯛ ꯑꯃꯁꯨ ꯑꯣꯏꯔꯤ꯫ ꯃꯥꯔ꯭ꯁ ꯑꯁꯤ ꯔꯣꯝ ꯑꯃꯁꯨꯡ ꯔꯣꯃꯥꯟꯒꯤ ꯄꯨꯟꯁꯤꯒꯤ ꯃꯑꯣꯡꯒꯤ ꯉꯥꯛꯁꯦꯟꯕ ꯃꯤꯁꯛ ꯑꯃ ꯑꯣꯏꯔꯝꯃꯤ꯫ ꯃꯍꯥꯛꯅ ꯁꯍꯔꯒꯤ ꯉꯝꯈꯩꯁꯤꯡ ꯑꯃꯁꯨꯡ ꯉꯝꯈꯩꯁꯤꯡ ꯉꯥꯛꯊꯣꯛꯈꯤ꯫ ꯃꯍꯥꯛꯀꯤ ꯏꯀꯥꯏꯈꯨꯝꯅꯕ ꯑꯣꯏꯅ ꯂꯥꯟꯒ ꯃꯔꯤ ꯂꯩꯅꯕ ꯃꯔꯨꯑꯣꯏꯕ ꯀꯨꯝꯍꯩꯁꯤꯡ ꯄꯥꯡꯊꯣꯛꯈꯤ ꯑꯃꯁꯨꯡ ꯂꯥꯏ ꯑꯁꯤꯁꯨ ꯀꯩꯁꯥꯜ ꯑꯃꯁꯨꯡ ꯎꯇꯨꯕꯤꯒ ꯌꯥꯝꯅ ꯅꯛꯅ ꯃꯔꯤ ꯂꯩꯅꯔꯝꯃꯤ꯫